ꯃꯄꯨꯡ ꯐꯥꯕꯥ ꯏꯎꯇꯣꯄꯤꯌꯥꯟ ꯈꯨꯟꯅꯥꯏ ꯑꯃꯗ ꯃꯥꯂꯦꯝ ꯑꯁꯤ ꯀꯔꯝꯅ ꯑꯣꯏꯒꯅꯤ ꯍꯥꯏꯕꯗꯨ ꯐꯣꯡꯗꯣꯛꯄꯤꯌꯨ꯫ ꯃꯄꯨꯡ ꯐꯥꯕ ꯏꯎꯇꯣꯄꯤꯌꯥꯟ ꯈꯨꯟꯅꯥꯏ ꯑꯃꯗ ꯂꯥꯟꯐꯝ ꯅꯠꯇ꯭ꯔꯒ ꯑꯋꯥꯕ ꯑꯃꯠꯇ ꯂꯩꯔꯝꯂꯣꯏ꯫ ꯃꯥꯂꯦꯝ ꯑꯁꯤ ꯁꯥꯟꯇꯤ, ꯅꯨꯡꯁꯤꯅꯕꯥ ꯑꯃꯁꯨꯡ ꯅꯨꯡꯉꯥꯏꯕꯅ ꯊꯜꯂꯝꯂꯒꯅꯤ꯫ ꯔꯤꯁꯣꯔꯁꯁꯤꯡ ꯑꯁꯤ ꯃꯤꯑꯣꯏ ꯈꯨꯗꯤꯡꯃꯛꯀꯤ ꯃꯔꯛꯇꯥ ꯆꯞ ꯃꯥꯟꯅꯅ ꯌꯦꯟꯊꯣꯛꯀꯅꯤ ꯀꯅꯥꯒꯨꯝꯕ ꯑꯃꯠꯇꯅ ꯀꯩꯗꯧꯅꯨꯡꯗ ꯂꯝꯍꯥꯡꯗ ꯈꯣꯡꯍꯥꯝꯗꯕ ꯅꯠꯇ꯭ꯔꯒ ꯃꯔꯨꯑꯣꯏꯕ ꯃꯊꯧ ꯇꯥꯕꯁꯤꯡ ꯂꯩꯇꯕ ꯂꯩꯔꯣꯏ꯫ ꯑꯀꯣꯏꯕꯒꯤ ꯐꯤꯕꯝ ꯑꯁꯤ ꯑꯁꯦꯡꯕ ꯑꯣꯏꯒꯅꯤ ꯑꯁꯦꯡꯕ ꯅꯨꯡꯁꯤꯠ, ꯏꯁꯤꯡ ꯑꯃꯁꯨꯡ ꯂꯝ ꯂꯩꯒꯅꯤ ꯑꯃꯁꯨꯡ ꯃꯤꯑꯣꯏ ꯈꯨꯗꯤꯡꯃꯛꯅ ꯃꯍꯧꯁꯥ ꯑꯃꯁꯨꯡ ꯒ꯭ꯔꯍ ꯑꯁꯤꯕꯨ ꯌꯥꯝꯅ ꯏꯀꯥꯏ ꯈꯨꯝꯅꯒꯅꯤ꯫ ꯈꯠꯅ ꯆꯩꯅꯕ, ꯈꯦꯟꯅꯕꯥ ꯅꯠꯇ꯭ꯔꯒ ꯑꯔꯥꯟꯕ ꯇꯧꯔꯣꯏ꯫ ꯃꯤꯄꯨꯝ ꯈꯨꯗꯤꯡꯃꯛꯄꯨ ꯅꯤꯡꯊꯤꯅ ꯑꯃꯁꯨꯡ ꯆꯞ ꯃꯥꯟꯅꯅ ꯂꯧꯒꯅꯤ ꯃꯤꯑꯣꯏ ꯑꯃꯒꯤ ꯃꯔꯛꯇ ꯂꯩꯕꯥ ꯌꯥꯕ ꯈꯦꯠꯅꯕ ꯑꯃꯠꯇ ꯌꯦꯡꯗꯅ꯫ ꯃꯍꯩ ꯇꯝꯕ ꯑꯁꯤ ꯃꯤꯄꯨꯝ ꯈꯨꯗꯤꯡꯃꯛꯅ ꯑꯐꯕ ꯃꯑꯣꯡꯗ ꯐꯪꯍꯟꯒꯅꯤ ꯃꯤꯑꯣꯏ ꯑꯃꯅ ꯃꯈꯣꯢꯒꯤ ꯄ꯭ꯌꯥꯁꯟꯁꯤꯡ ꯑꯗꯨ ꯇꯨꯡ ꯏꯟꯅꯕ ꯑꯃꯁꯨꯡ ꯃꯈꯣꯢꯒꯤ ꯃꯄꯨꯡ ꯐꯥꯕ ꯄꯣꯇꯦꯟꯁꯤꯌꯦꯜ ꯑꯗꯨ ꯐꯪꯅꯕ ꯄꯨꯛꯅꯤꯡ ꯊꯧꯒꯠꯀꯅꯤ꯫ ꯊꯕꯛ ꯑꯁꯤ ꯄꯨꯛꯅꯤꯡ ꯆꯤꯡꯁꯤꯟꯅꯤꯡꯉꯥꯏ ꯑꯣꯏꯕ ꯑꯃꯁꯨꯡ ꯃꯄꯨꯡ ꯐꯥꯕ ꯑꯣꯏꯒꯅꯤ ꯑꯃꯁꯨꯡ ꯃꯤꯄꯨꯝ ꯈꯨꯗꯤꯡꯃꯛꯅ ꯈꯨꯟꯅꯥꯏꯗ ꯑꯔꯊ ꯂꯩꯕꯥ ꯃꯇꯦꯡ ꯄꯥꯡꯅꯕꯒꯤ ꯈꯨꯗꯣꯡꯆꯥꯕ ꯐꯪꯒꯅꯤ꯫ ꯀꯥꯡꯂꯨꯞꯁꯤꯡ ꯑꯁꯤ ꯑꯃꯒ ꯑꯃꯒ ꯏꯀꯥꯏ ꯈꯨꯝꯅꯕ ꯑꯃꯁꯨꯡ ꯇꯦꯡꯕꯥꯡ ꯄꯤꯅꯕꯗ ꯌꯨꯝꯐꯝ ꯑꯣꯏꯒꯅꯤ ꯌꯨꯝꯂꯣꯟꯅꯕꯁꯤꯡꯅ ꯑꯃꯅ ꯑꯃꯕꯨ ꯃꯇꯦꯡ ꯄꯥꯡꯒꯅꯤ ꯫ ꯏꯃꯨꯡ ꯃꯅꯨꯡꯁꯤꯡ ꯑꯁꯤ ꯃꯄꯥꯡꯒꯜ ꯀꯟꯕ ꯑꯃꯁꯨꯡ ꯅꯨꯡꯁꯤꯕ ꯑꯣꯏꯒꯅꯤ ꯑꯃꯁꯨꯡ ꯃꯤꯑꯣꯏ ꯑꯃꯅ ꯃꯈꯣꯢꯒꯤ ꯑꯀꯣꯢꯕꯗ ꯂꯩꯕꯁꯤꯡꯒ ꯃꯔꯤ ꯂꯩꯅꯕ ꯌꯥꯝꯅ ꯂꯨꯕ ꯋꯥꯈꯜꯂꯣꯟ ꯑꯃ ꯂꯩꯒꯅꯤ꯫ ꯃꯄꯨꯡ ꯐꯥꯕ ꯏꯎꯇꯣꯄꯤꯌꯥꯟ ꯈꯨꯟꯅꯥꯏ ꯑꯃꯗ ꯅꯨꯡꯉꯥꯏꯕ ꯌꯥꯝꯅꯥ ꯂꯩꯒꯅꯤ ꯃꯤꯑꯣꯏ ꯈꯨꯗꯤꯡꯃꯛꯅ ꯄꯨꯟꯁꯤꯕꯨ ꯃꯄꯨꯡ ꯐꯥꯅ ꯍꯤꯡꯒꯅꯤ꯫ ꯂꯥꯏꯆꯠ ꯑꯁꯤꯅ ꯑꯄꯤꯛꯄ ꯕꯤꯖꯤꯅꯦꯁꯁꯤꯡꯗ ꯄꯤꯔꯤꯕ ꯁꯦꯟꯃꯤꯠꯂꯣꯟꯒꯤ ꯏꯝꯄꯦꯛꯇꯀꯤ ꯃꯇꯥꯡꯗ ꯀꯃꯦꯟꯇ ꯇꯧꯕꯤꯌꯨ꯫ ꯀꯣꯕꯤꯗ-ꯇꯔꯥꯃꯥꯄꯜ ꯂꯥꯏꯆꯠ ꯑꯁꯤꯅ ꯃꯥꯂꯦꯝ ꯁꯤꯟꯕ ꯊꯨꯡꯅ ꯑꯄꯤꯛꯄ ꯂꯂꯣꯟ-ꯏꯇꯤꯛꯀꯤ ꯊꯕꯛꯁꯤꯡꯗ ꯌꯥꯝꯅ ꯆꯥꯎꯅ ꯁꯦꯟꯃꯤꯠꯂꯣꯟꯒꯤ ꯁꯥꯐꯨ ꯑꯃ ꯄꯤꯔꯤ꯫ ꯃꯔꯨꯑꯣꯏꯅ ꯂꯦꯖꯔ, ꯍꯣꯁ꯭ꯄꯤꯇꯥꯂꯤꯇꯤ ꯑꯃꯁꯨꯡ ꯔꯤꯇꯦꯜ ꯁꯦꯛꯇꯔꯒꯤ ꯕꯤꯖꯤꯅꯦꯁꯁꯤꯡꯗ ꯂꯥꯏꯆꯠ ꯑꯁꯤꯅ ꯃꯔꯝ ꯑꯣꯏꯗꯨꯅ ꯁꯦꯟ-ꯊꯨꯝꯒꯤ ꯐꯤꯕꯝ ꯐꯠꯇꯕꯅ ꯈ꯭ꯋꯥꯏꯗꯒꯤ ꯁꯣꯛꯍꯜꯂꯦ꯫ ꯚꯥꯏꯔꯁ ꯁꯟꯗꯣꯔꯛꯄ ꯊꯤꯡꯅꯕ ꯁꯔꯀꯥꯔꯁꯤꯡꯅ ꯂꯣꯛꯗꯥꯎꯟ ꯑꯃꯁꯨꯡ ꯁꯣꯁꯤꯑꯦꯜ ꯗꯤꯁꯇꯦꯟꯁꯤꯡꯒꯤ ꯊꯧꯔꯥꯡꯁꯤꯡ ꯆꯠꯅꯍꯟꯈ꯭ꯔꯦ ꯃꯁꯤꯅ ꯃꯔꯝ ꯑꯣꯏꯗꯨꯅ ꯗꯨꯀꯥꯟ ꯍꯥꯡꯂꯤꯕꯁꯤꯡꯗ ꯈꯣꯡꯅ ꯆꯠꯄ ꯍꯟꯊꯔꯛꯄ ꯔꯦꯁꯇꯣꯔꯦꯟꯇꯁꯤꯡꯗ ꯑꯣꯄꯔꯦꯇꯤꯡ ꯀꯦꯄꯥꯁꯤꯇꯤꯗꯥ ꯑꯀꯟꯕ ꯑꯊꯤꯡꯕ ꯊꯝꯕ ꯑꯃꯁꯨꯡ ꯆꯠꯊꯣꯛ-ꯆꯠꯁꯤꯟ ꯑꯃꯁꯨꯡ ꯊꯧꯔꯝꯁꯤꯡ ꯌꯥꯈꯤꯗ꯭ꯔꯦ ꯫ ꯑꯄꯤꯛꯄ ꯕꯤꯖꯤꯅꯦꯁꯁꯤꯡꯗ ꯑꯌꯥꯝꯕꯅ ꯃꯇꯝ ꯁꯥꯡꯅ ꯁꯦꯟꯊꯣꯛ ꯍꯟꯊꯔꯛꯄ ꯊꯦꯡꯅꯕ ꯁꯦꯜ-ꯊꯨꯝꯒꯤ ꯔꯤꯖꯔꯚꯔ ꯑꯃꯁꯨꯡ ꯔꯤꯁꯣꯔꯁꯁꯤꯡ ꯂꯩꯇꯦ ꯑꯃꯁꯨꯡ ꯁꯦꯜ-ꯊꯨꯝꯒꯤ ꯁꯣꯏꯗ-ꯉꯥꯝꯗꯕ ꯃꯇꯝꯗ ꯍꯦꯟꯅ ꯈꯨꯗꯣꯡꯊꯤꯅꯤꯡꯉꯥꯏ ꯑꯣꯏ꯫ ꯍꯥꯢꯔꯤꯕꯥ ꯕꯤꯖꯤꯅꯦꯁ ꯀꯌꯥ ꯑꯁꯤꯅ ꯊꯕꯛ ꯇꯧꯔꯤꯕꯁꯤꯡ ꯊꯥꯗꯣꯛꯄ, ꯁꯦꯟꯊꯪ ꯀꯛꯊꯕ ꯅꯠꯇ꯭ꯔꯒꯥ ꯃꯈꯣꯢꯒꯤ ꯑꯣꯄꯔꯦꯁꯟꯁꯤꯡ ꯃꯄꯨꯡ ꯐꯥꯅ ꯂꯣꯏꯁꯤꯟꯕ ꯉꯝꯈꯤ꯫ ꯂꯝꯗꯝ ꯀꯌꯥꯗ ꯑꯄꯤꯛꯄ ꯕꯤꯖꯤꯅꯦꯁ ꯄꯨꯊꯕ ꯍꯦꯟꯒꯠꯂꯛꯂꯤ ꯑꯃꯁꯨꯡ ꯔꯤꯀꯣꯚꯔꯤ ꯑꯁꯤ ꯑꯔꯨꯕꯥ ꯑꯣꯏꯔꯛꯄ ꯌꯥꯏ ꯃꯔꯨꯑꯣꯏꯅ ꯍꯥꯟꯅꯅꯥ ꯂꯥꯏꯆꯠꯀꯤ ꯃꯃꯥꯡꯗ ꯁꯦꯜ-ꯊꯨꯝꯒꯤ ꯐꯤꯚꯝꯗ ꯂꯨꯅ ꯂꯩꯔꯝꯕ ꯃꯤꯑꯣꯏꯁꯤꯡꯒꯤꯗꯃꯛ꯫ ꯃꯥꯂꯦꯝ ꯁꯤꯟꯕ ꯊꯨꯡꯅ ꯂꯩꯔꯤꯕ ꯁꯔꯀꯥꯔꯁꯤꯡꯅ ꯒ꯭ꯔꯥꯟꯇ, ꯂꯣꯟ ꯑꯃꯁꯨꯡ ꯇꯦꯛꯁ ꯊꯤꯕꯒꯤ ꯈꯨꯠꯊꯥꯡꯗ ꯑꯄꯤꯛꯄ ꯕꯤꯖꯤꯅꯦꯁꯁꯤꯡꯒꯤꯗꯃꯛꯇ ꯁꯣꯛꯍꯜꯂꯛꯄ ꯑꯁꯤ ꯇꯞꯅ ꯇꯞꯅ ꯍꯟꯊꯍꯟꯕ ꯍꯣꯠꯅꯕ ꯊꯧꯔꯥꯡꯁꯤꯡ ꯂꯧꯈꯠꯈ꯭ꯔꯦ꯫ ꯑꯗꯨꯝ ꯑꯣꯏꯅꯃꯛ ꯍꯣꯠꯅꯔꯤꯕꯁꯤꯡ ꯑꯁꯤꯅ ꯑꯄꯤꯛꯄ ꯕꯤꯖꯤꯅꯦꯁ ꯀꯌꯥꯒꯤ ꯃꯥꯏꯄꯥꯛꯄ ꯑꯣꯏꯕꯗ ꯆꯥꯗ꯭ꯔꯤ꯫ ꯂꯥꯏꯆꯠ ꯑꯁꯤꯅ ꯑꯄꯤꯛꯄ ꯕꯤꯖꯤꯅꯦꯁ ꯄ꯭ꯂꯥꯅꯤꯡꯗ ꯔꯦꯁꯤꯂꯤꯌꯦꯟꯁ ꯑꯃꯁꯨꯡ ꯆꯥꯅꯕ ꯆꯨꯁꯟꯅꯕ ꯃꯊꯧ ꯇꯥꯕ ꯑꯗꯨ ꯄꯟꯈꯤ ꯑꯃꯁꯨꯡ ꯂꯣꯀꯦꯜ ꯁꯦꯟꯃꯤꯠꯂꯣꯟꯗ ꯑꯄꯤꯛꯄ ꯕꯤꯖꯤꯅꯦꯁꯁꯤꯡꯅ ꯂꯧꯔꯤꯕ ꯃꯔꯨꯑꯣꯏꯕꯥ ꯊꯧꯗꯥꯡ ꯑꯗꯨꯁꯨ ꯄꯟꯈꯤ꯫ ꯂꯥꯏꯆꯠ ꯑꯁꯤꯅ ꯑꯄꯤꯛꯄ ꯕꯤꯖꯤꯅꯦꯁꯁꯤꯡꯗ ꯄꯤꯔꯤꯕ ꯁꯦꯟꯃꯤꯠꯂꯣꯟꯗ ꯏꯝꯄꯦꯛꯇ ꯑꯁꯤ ꯍꯧꯖꯤꯛꯁꯨ ꯎꯕꯥ ꯐꯪꯂꯤ ꯑꯃꯁꯨꯡ ꯂꯣꯡ ꯇ꯭ꯔꯥꯝꯒꯤ ꯐꯜꯁꯤꯡ ꯑꯁꯤ ꯍꯧꯖꯤꯛ ꯐꯥꯎꯕ ꯃꯌꯦꯛ ꯁꯦꯡꯗ꯭ꯔꯤ꯫ ꯑꯄꯤꯛꯄ ꯕꯤꯖꯤꯅꯦꯁ ꯀꯌꯥꯒꯤ ꯇꯨꯡꯒꯤ ꯐꯤꯕꯝ ꯁꯣꯏꯗꯅꯥ ꯂꯩꯔꯤ ꯑꯃꯁꯨꯡ ꯂꯥꯛꯀꯗꯧꯔꯤꯕꯥ ꯊꯥꯁꯤꯡ ꯑꯃꯁꯨꯡ ꯆꯍꯤꯁꯤꯡꯗꯥ ꯃꯈꯣꯢꯕꯨ ꯐꯒꯠꯍꯟꯕ ꯑꯃꯁꯨꯡ ꯑꯃꯨꯛ ꯍꯟꯅ ꯁꯦꯝꯒꯠꯄꯗ ꯃꯇꯦꯡ ꯄꯥꯡꯅꯕ ꯍꯧꯖꯤꯛ ꯆꯠꯊꯔꯤꯕ ꯁꯄꯣꯔꯠ ꯑꯃꯁꯨꯡ ꯑꯅꯧꯕꯥ ꯁꯣꯂꯨꯁꯟꯁꯤꯡ ꯃꯊꯧ ꯇꯥꯒꯅꯤ꯫